ꯑꯣꯟꯂꯥꯏꯟ ꯁꯣꯄꯤꯡ ꯑꯦꯛꯁꯄꯤꯔꯤꯑꯦꯟꯁ ꯑꯃꯒꯤꯗꯃꯛ ꯑꯦꯞ ꯑꯃ ꯗꯤꯖꯥꯏꯟ ꯇꯧꯕ꯫ ꯑꯣꯟꯂꯥꯏꯟ ꯁꯣꯄꯤꯡ ꯑꯦꯛꯁꯄꯤꯔꯤꯑꯦꯟꯁ ꯑꯃꯒꯤꯗꯃꯛ ꯑꯦꯞ ꯑꯃ ꯗꯤꯖꯥꯏꯟ ꯇꯧꯕꯥ ꯃꯇꯝꯗ, ꯀꯁ꯭ꯇꯃꯔꯒꯤꯗꯃꯛꯇ ꯌꯥꯝꯅ ꯂꯥꯏꯅ ꯑꯃꯁꯨꯡ ꯌꯨꯖꯔ-ꯐ꯭ꯔꯦꯟꯗꯂꯤ ꯑꯦꯛꯁꯄꯤꯔꯤꯑꯦꯟꯁ ꯑꯃ ꯁꯣꯏꯗꯅ ꯐꯪꯍꯟꯅꯕ ꯌꯥꯎꯍꯟꯒꯗꯕ ꯃꯔꯨꯑꯣꯏꯕ ꯐꯤꯆꯔ ꯀꯌꯥ ꯂꯩ꯫ ꯌꯨꯖꯔ ꯏꯟꯇꯔꯐꯦꯁ: ꯑꯦꯞ ꯑꯁꯤ ꯁꯦꯡꯂꯕ, ꯃꯣꯗꯔꯟ ꯑꯃꯁꯨꯡ ꯆꯠꯊꯣꯛ-ꯆꯠꯁꯤꯟ ꯇꯧꯕꯗ ꯂꯥꯏꯕ ꯏꯟꯇꯔꯐꯦꯁ ꯑꯃ ꯂꯩꯒꯗꯕꯅꯤ, ꯃꯁꯤꯗ ꯑꯋꯥꯡꯕ ꯊꯥꯛꯀꯤ ꯏꯃꯦꯖ ꯑꯃꯁꯨꯡ ꯄꯣꯠꯊꯣꯛꯁꯤꯡꯒꯤ ꯃꯁꯛ ꯇꯥꯛꯄ ꯌꯥꯎꯒꯗꯕꯅꯤ꯫ ꯍꯣꯝ ꯁ꯭ꯀꯔꯤꯟꯗ ꯃꯤꯌꯥꯝꯅ ꯄꯥꯝꯅꯕ ꯄꯣꯠꯂꯃꯁꯤꯡ, ꯍꯧꯖꯤꯛ ꯆꯠꯊꯔꯤꯕ ꯄ꯭ꯔꯣꯃꯣꯁꯟꯁꯤꯡ, ꯑꯃꯁꯨꯡ ꯑꯄꯥꯝꯕ ꯄꯣꯠꯂꯝꯁꯤꯡ ꯊꯨꯅ ꯐꯪꯅꯕ ꯁꯥꯔꯆ ꯕꯥꯔ ꯑꯃ ꯌꯥꯎꯕ ꯌꯥꯏ꯫ ꯄꯣꯠꯊꯣꯛ ꯀꯦꯇꯦꯒꯣꯔꯤꯁꯤꯡ ꯑꯃꯁꯨꯡ ꯐꯤꯜꯇꯔꯁꯤꯡ: ꯑꯦꯞ ꯑꯁꯤꯅ ꯇꯣꯉꯥꯟ ꯇꯣꯉꯥꯟꯕ ꯃꯈꯜꯒꯤ ꯄꯣꯠꯊꯣꯛꯁꯤꯡꯒꯤꯗꯃꯛ ꯑꯣꯔꯒꯅꯥꯏꯖ ꯇꯧꯔꯕ ꯀꯦꯇꯦꯒꯣꯔꯤꯁꯤꯡ ꯂꯩꯒꯗꯕꯅꯤ, ꯃꯃꯜ, ꯕ꯭ꯔꯥꯟꯗ, ꯃꯆꯨ, ꯁꯥꯏꯖ, ꯑꯃꯁꯨꯡ ꯑꯇꯣꯞꯄ ꯃꯔꯤ ꯂꯩꯅꯕ ꯑꯦꯇ꯭ꯔꯤꯕ꯭ꯌꯨꯠꯁꯤꯡꯒꯤ ꯃꯇꯨꯡ ꯏꯟꯅ ꯐꯤꯜꯇꯔ ꯇꯧꯕꯒꯤ ꯑꯣꯞꯁꯟꯁꯤꯡ ꯂꯩꯒꯗꯕꯅꯤ꯫ ꯁꯣꯄꯤꯡ ꯀꯥꯔꯠ ꯑꯃꯁꯨꯡ ꯆꯦꯛꯑꯥꯎꯠ: ꯁꯣꯄꯤꯡ ꯀꯥꯔꯇꯀꯤ ꯐꯤꯆꯔ ꯑꯃ ꯐꯖꯅ ꯁꯤꯖꯤꯟꯅꯕ ꯌꯥꯕ ꯑꯣꯏꯒꯗꯕꯅꯤ, ꯃꯁꯤꯅ ꯌꯨꯖꯔꯁꯤꯡꯅ ꯑꯥꯏꯇꯦꯝꯁꯤꯡ ꯍꯥꯞꯆꯤꯟꯕ ꯅꯠꯇ꯭ꯔꯒ ꯂꯧꯊꯣꯛꯄ ꯌꯥꯍꯟꯒꯗꯕꯅꯤ, ꯑꯄꯨꯟꯕ ꯃꯃꯜ ꯑꯗꯨ ꯌꯦꯡꯕ ꯌꯥꯍꯟꯒꯗꯕꯅꯤ ꯑꯃꯁꯨꯡ ꯁꯦꯀ꯭ꯌꯨꯑꯣꯔ ꯑꯣꯏꯕ ꯆꯦꯛꯑꯥꯎꯠ ꯄ꯭ꯔꯣꯁꯦꯁ ꯑꯃꯗ ꯆꯪꯁꯤꯟꯕ ꯌꯥꯎꯍꯟꯒꯗꯕꯅꯤ꯫ ꯆꯦꯛꯑꯥꯎꯠ ꯄ꯭ꯔꯣꯁꯦꯁ ꯑꯁꯤ ꯁ꯭ꯇꯔꯤꯝꯂꯥꯏꯟ ꯇꯧꯒꯗꯕꯅꯤ, ꯇꯨꯡꯗ ꯌꯥꯝꯅ ꯊꯨꯅ ꯄꯔꯆꯦꯖ ꯇꯧꯅꯕꯒꯤꯗꯃꯛ ꯁꯤꯄꯤꯡ ꯑꯃꯁꯨꯡ ꯄꯦꯃꯦꯟꯇ ꯏꯟꯐꯣꯔꯃꯦꯁꯟ ꯁꯦꯚ ꯇꯧꯕꯒꯤ ꯑꯣꯞꯁꯟ ꯂꯩꯒꯗꯕꯅꯤ꯫ ꯀꯁ꯭ꯇꯃꯔ ꯑꯦꯀꯥꯎꯟꯇꯁꯤꯡ: ꯌꯨꯖꯔꯁꯤꯡꯅ ꯃꯈꯣꯏꯒꯤ ꯄꯔꯁꯣꯅꯦꯜ ꯏꯟꯐꯣꯔꯃꯦꯁꯟ ꯁꯦꯚ ꯇꯧꯅꯕ, ꯍꯧꯈꯤꯕ ꯑꯣꯔꯗꯔꯁꯤꯡ ꯌꯦꯡꯅꯕ ꯑꯃꯁꯨꯡ ꯍꯧꯖꯤꯛ ꯂꯩꯔꯤꯕ ꯑꯣꯔꯗꯔꯁꯤꯡꯒꯤ ꯁ꯭ꯇꯦꯇꯁ ꯇ꯭ꯔꯦꯛ ꯇꯧꯅꯕ ꯑꯦꯀꯥꯎꯟꯇ ꯑꯃ ꯁꯦꯝꯕ ꯉꯝꯒꯗꯕꯅꯤ꯫ ꯑꯦꯀꯥꯎꯟꯇ ꯑꯗꯨꯗ ꯀꯁ꯭ꯇꯃꯔꯁꯤꯡꯅ ꯇꯨꯡꯗ ꯌꯣꯟꯕ ꯌꯥꯕ ꯄꯣꯠꯂꯝꯁꯤꯡ ꯁꯦꯚ ꯇꯧꯕ ꯌꯥꯕ ꯋꯤꯁ ꯂꯤꯁ꯭ꯇꯀꯤ ꯐꯤꯆꯔ ꯑꯃꯁꯨ ꯂꯩꯒꯗꯕꯅꯤ꯫ ꯀꯁ꯭ꯇꯃꯔ ꯁꯄꯣꯔꯠ: ꯂꯥꯏꯕ ꯆꯦꯠ, ꯏꯃꯦꯏꯜ, ꯅꯠꯇ꯭ꯔꯒ ꯐꯣꯟ ꯁꯄꯣꯔꯇꯀꯤ ꯑꯣꯞꯁꯟꯁꯤꯡ ꯌꯥꯎꯅ ꯑꯆꯦꯠꯄ ꯀꯁ꯭ꯇꯃꯔ ꯁꯄꯣꯔꯠ ꯁꯤꯁ꯭ꯇꯦꯝ ꯑꯃ ꯂꯩꯒꯗꯕꯅꯤ꯫ ꯀꯃꯟ ꯑꯣꯏꯕ ꯋꯥꯍꯪꯁꯤꯡꯒꯤ ꯊꯨꯅ ꯄꯥꯎꯈꯨꯝ ꯄꯤꯅꯕꯒꯤꯗꯃꯛ ꯁꯦꯛꯁꯟ ꯑꯃꯁꯨ ꯄꯤꯕ ꯌꯥꯏ꯫ ꯅꯣꯇꯤꯐꯤꯀꯦꯁꯟ ꯑꯃꯁꯨꯡ ꯄ꯭ꯔꯣꯃꯣꯁꯟꯁꯤꯡ: ꯑꯦꯞ ꯑꯁꯤꯗ ꯀꯁ꯭ꯇꯃꯔꯁꯤꯡꯗ ꯄꯨꯁ ꯅꯣꯇꯤꯐꯤꯀꯦꯁꯟꯁꯤꯡ ꯊꯥꯕ, ꯑꯅꯧꯕ ꯄꯣꯠꯊꯣꯛꯁꯤꯡ, ꯄ꯭ꯔꯃꯣꯁꯟꯁꯤꯡ, ꯑꯃꯁꯨꯡ ꯌꯣꯟꯕ ꯌꯥꯕꯒꯤ ꯃꯇꯥꯡꯗ ꯈꯪꯍꯟꯕꯒꯤ ꯐꯤꯆꯔ ꯑꯃ ꯂꯩꯒꯗꯕꯅꯤ꯫ ꯀꯁ꯭ꯇꯃꯔꯁꯤꯡꯗ ꯑꯦꯞ ꯑꯁꯤ ꯁꯤꯖꯤꯟꯅꯅꯕ ꯄꯨꯛꯅꯤꯡ ꯊꯧꯒꯠꯄꯒꯤ ꯃꯑꯣꯡ ꯑꯃ ꯑꯣꯏꯅ ꯑꯦꯛꯁꯛꯂꯨꯁꯤꯕ ꯏꯟ-ꯑꯦꯞ ꯗꯤꯁꯀꯥꯎꯟꯇ ꯅꯠꯇ꯭ꯔꯒ ꯑꯅꯧꯕ ꯀꯂꯦꯛꯁꯟꯁꯤꯡ ꯉꯟꯅ ꯐꯪꯍꯟꯕꯁꯨ ꯌꯥꯏ꯫ ꯃꯔꯨꯑꯣꯏꯕ ꯐꯤꯆꯔꯁꯤꯡ ꯑꯁꯤ ꯌꯥꯎꯍꯟꯗꯨꯅ ꯑꯣꯅꯂꯥꯏꯟ ꯁꯣꯄꯤꯡ ꯑꯦꯞ ꯑꯃꯅ ꯀꯁ꯭ꯇꯃꯔꯁꯤꯡꯒꯤꯗꯃꯛꯇ ꯅꯨꯡꯉꯥꯏꯕ ꯑꯃꯁꯨꯡ ꯁꯣꯏꯗꯅ ꯑꯦꯛꯁꯄꯔꯤꯌꯦꯟꯁ ꯑꯃ ꯄꯤꯕ ꯉꯝꯒꯅꯤ, ꯃꯁꯤꯅꯥ ꯌꯣꯟꯕ ꯑꯃꯁꯨꯡ ꯀꯁ꯭ꯇꯃꯔꯁꯤꯡꯒꯤ ꯂꯣꯏꯅꯕ ꯍꯦꯟꯒꯠꯍꯟꯕꯗ ꯃꯇꯦꯡ ꯄꯥꯡꯒꯅꯤ꯫ ꯑꯦꯐꯤꯅꯤꯇꯤ ꯃꯥꯔꯀꯦꯇꯤꯡ ꯍꯥꯏꯕ ꯋꯥꯍꯩ ꯑꯁꯤꯒꯤ ꯋꯥꯍꯟꯊꯣꯛ ꯑꯃ ꯁꯦꯝꯃꯨ꯫ ꯑꯦꯐꯤꯅꯤꯇꯤ ꯃꯥꯔꯀꯦꯇꯤꯡ ꯍꯥꯏꯕꯁꯤ ꯑꯃꯅ ꯑꯃꯒꯤ ꯄꯣꯠꯊꯣꯛ ꯅꯠꯇ꯭ꯔꯒ ꯁꯔꯚꯤꯁꯁꯤꯡ ꯄ꯭ꯔꯃꯣꯠ ꯇꯧꯕ ꯑꯃꯁꯨꯡ ꯌꯣꯟꯕ ꯌꯥꯕꯒꯤ ꯄꯥꯟꯗꯝꯗ ꯀꯃꯟ ꯇꯥꯔꯒꯦꯠ ꯑꯣꯗꯤꯑꯦꯟꯁ ꯅꯠꯇ꯭ꯔꯒ ꯀꯁ꯭ꯇꯃꯔ ꯕꯦꯖ ꯑꯃ ꯁꯦꯌꯔ ꯇꯧꯔꯤꯕ ꯑꯇꯩ ꯀꯝꯄꯅꯤꯁꯤꯡ ꯅꯠꯇ꯭ꯔꯒ ꯑꯣꯔꯒꯥꯅꯥꯏꯖꯦꯁꯟꯁꯤꯡꯒ ꯄꯥꯔꯠꯅꯔꯁꯤꯞ ꯇꯧꯕ ꯌꯥꯕ ꯁ꯭ꯇꯔꯥꯇꯦꯖꯤ ꯑꯃꯅꯤ꯫ ꯄꯥꯔꯇꯅꯔꯁꯤꯞ ꯃꯥꯔꯀꯦꯇꯤꯡ ꯍꯥꯏꯅ ꯈꯪꯅꯕ ꯑꯁꯤꯅ ꯄꯥꯔꯠꯅꯔ ꯑꯅꯤꯃꯛꯅ ꯑꯅꯧꯕ ꯀꯁ꯭ꯇꯃꯔꯁꯤꯡꯗ ꯌꯧꯕ ꯉꯝꯕ, ꯕ꯭ꯔꯥꯟꯗ ꯑꯦꯋꯦꯌꯔꯅꯦꯁ ꯑꯃꯁꯨꯡ ꯂꯣꯏꯅꯕꯤ ꯁꯦꯝꯒꯠꯄ, ꯑꯃꯁꯨꯡ ꯌꯣꯟꯕ ꯑꯃꯁꯨꯡ ꯁꯦꯟꯊꯣꯛ ꯍꯦꯟꯒꯠꯍꯟꯕ ꯉꯝꯕ ꯅꯥꯀꯜ ꯑꯅꯤꯃꯛꯀꯤ ꯀꯥꯟꯅꯕ ꯃꯔꯤ ꯑꯃ ꯁꯦꯝꯒꯠꯄ ꯌꯥꯎꯔꯤ꯫ ꯑꯦꯐꯤꯅꯤꯇꯤ ꯃꯥꯔꯀꯦꯇꯤꯡ ꯑꯁꯤ ꯃꯈꯜ ꯀꯌꯥꯒꯤ ꯃꯑꯣꯡꯗ ꯂꯧꯕ ꯌꯥꯏ, ꯃꯗꯨꯒꯤ ꯃꯅꯨꯡꯗ ꯀꯣ-ꯕ꯭ꯔꯦꯟꯗꯤꯡ, ꯄ꯭ꯔꯗꯛꯇ ꯕꯟꯗꯂꯤꯡ, ꯑꯃꯁꯨꯡ ꯖꯣꯏꯟꯇ ꯄ꯭ꯔꯃꯣꯁꯟ ꯑꯁꯤꯅꯆꯤꯡꯕ ꯌꯥꯎꯔꯤ꯫